ꯕꯤꯖꯤꯅꯦꯁ ꯑꯃꯅ ꯃꯇꯧ ꯀꯔꯝꯅ ꯃꯈꯣꯏꯒꯤ ꯄ꯭ꯔꯣꯐꯤꯠ ꯍꯦꯟꯒꯠꯍꯟꯒꯅꯤ? ꯕꯤꯖꯤꯅꯦꯁ ꯑꯃꯅ ꯃꯈꯣꯏꯒꯤ ꯄ꯭ꯔꯣꯐꯤꯠ ꯍꯦꯟꯒꯠꯍꯟꯕꯒꯤ ꯃꯑꯣꯡ ꯀꯌꯥ ꯂꯩ - ꯔꯦꯚꯤꯅ꯭ꯌꯨ ꯍꯦꯟꯒꯠꯍꯟꯕ ꯕꯤꯖꯤꯅꯦꯁ ꯑꯃꯅ ꯔꯦꯚꯤꯅ꯭ꯌꯨ ꯍꯦꯟꯒꯠꯍꯟꯗꯨꯅ ꯄ꯭ꯔꯣꯐꯤꯠ ꯍꯦꯟꯒꯠꯍꯟꯕ ꯌꯥꯏ, ꯃꯁꯤ ꯀꯁ꯭ꯇꯃꯔ ꯍꯦꯟꯅ ꯄꯨꯛꯅꯤꯡ ꯆꯤꯡꯁꯤꯟꯗꯨꯅ, ꯃꯃꯜ ꯍꯦꯟꯒꯠꯍꯟꯗꯨꯅ ꯅꯠꯇꯔꯒ ꯃꯁꯤꯒꯤ ꯄ꯭ꯔꯗꯛꯇ ꯅꯠꯇꯔꯒ ꯁꯔꯕꯤꯁ ꯂꯥꯏꯟꯁꯤꯡ ꯄꯥꯛꯊꯣꯛ ꯆꯥꯎꯊꯣꯛꯍꯟꯗꯨꯅ ꯄꯥꯡꯊꯣꯛꯄ ꯌꯥꯏ꯫ ꯆꯥꯗꯤꯡ ꯍꯟꯊꯍꯟꯕ - ꯃꯁꯤꯒꯤ ꯃꯃꯜ ꯍꯟꯊꯍꯟꯗꯨꯅ ꯕꯤꯖꯤꯅꯦꯁ ꯑꯃꯅ ꯃꯈꯣꯏꯒꯤ ꯄ꯭ꯔꯣꯐꯤꯇꯦꯕꯤꯂꯤꯇꯤ ꯍꯦꯟꯒꯠꯍꯟꯕ ꯉꯝꯒꯅꯤ꯫ ꯃꯁꯤ ꯍꯦꯟꯅ ꯁꯦꯟꯗꯣꯡ ꯂꯩꯕꯥ ꯁꯞꯄ꯭ꯂꯥꯏꯌꯔꯁꯤꯡ ꯊꯤꯗꯨꯅ, ꯁ꯭ꯇꯥꯐꯁꯤꯡ ꯍꯟꯊꯍꯟꯗꯨꯅ ꯅꯠꯇꯔꯒ ꯃꯊꯧ ꯇꯥꯗꯕ ꯆꯥꯗꯤꯡ ꯍꯟꯊꯍꯟꯗꯨꯅ ꯐꯪꯕ ꯉꯝꯒꯅꯤ꯫ ꯏꯐꯤꯁꯤꯑꯦꯟꯁꯤ ꯐꯒꯠꯍꯟꯕ - ꯕꯤꯖꯤꯅꯦꯁ ꯑꯃꯅ ꯍꯦꯟꯅ ꯏꯐꯤꯁꯤꯌꯦꯟꯇ ꯑꯣꯏꯅ ꯊꯕꯛ ꯇꯧꯅꯕ ꯄꯥꯝꯕꯩꯁꯤꯡ ꯊꯤꯗꯨꯅ ꯄ꯭ꯔꯣꯐꯤꯠ ꯍꯦꯟꯒꯠꯍꯟꯕ ꯌꯥꯏ, ꯃꯗꯨꯗꯤ ꯄ꯭ꯔꯣꯁꯦꯁꯁꯤꯡ ꯁ꯭ꯇꯔꯤꯝꯂꯥꯏꯟ ꯇꯧꯕ‌ ꯅꯠꯇꯔꯒ ꯇꯦꯛꯅꯣꯂꯣꯖꯤꯗ ꯁꯦꯜ ꯊꯥꯗꯕ, ꯃꯁꯤꯅ ꯌꯥꯝꯅ ꯊꯨꯅ ꯑꯃꯁꯨꯡ ꯃꯃꯜ ꯍꯣꯡꯕ ꯑꯣꯄ꯭ꯔꯦꯁꯟꯁꯤꯡ ꯊꯣꯛꯍꯟꯕ ꯌꯥꯏ꯫ ꯃꯥꯔꯀꯦꯠ ꯁꯦꯌꯔ ꯄꯥꯛꯊꯣꯛ ꯆꯥꯎꯊꯣꯛꯍꯟꯕ - ꯃꯁꯤꯒꯤ ꯃꯥꯔꯀꯦꯠ ꯁꯦꯌꯔ ꯍꯦꯟꯒꯠꯍꯟꯗꯨꯅ ꯕꯤꯖꯤꯅꯦꯁ ꯑꯃꯅ ꯁꯦꯟꯊꯣꯛ ꯍꯦꯟꯅ ꯐꯪꯍꯟꯕ ꯉꯝꯒꯅꯤ ꯑꯃꯁꯨꯡ ꯃꯁꯤꯒꯤ ꯁꯦꯟꯗꯣꯡ ꯍꯦꯟꯅ ꯐꯪꯍꯟꯕ ꯉꯝꯒꯅꯤ꯫ ꯃꯁꯤ ꯄꯥꯟꯗꯝ ꯊꯝꯂꯤꯕ ꯃꯥꯔꯀꯦꯇꯤꯡ ꯑꯃꯁꯨꯡ ꯑꯦꯗꯚꯥꯔꯇꯥꯏꯖꯃꯦꯟꯇ ꯀꯦꯝꯄꯦꯟꯁꯤꯡ ꯅꯠꯇꯔꯒ ꯁ꯭ꯇꯔꯦꯇꯦꯖꯤꯛ ꯄꯥꯔꯇꯅꯔꯁꯤꯞꯀꯤ ꯈꯨꯠꯊꯥꯡꯗ ꯐꯪꯕ ꯉꯝꯒꯅꯤ꯫ ꯃꯃꯜ ꯂꯦꯞꯄꯒꯤ ꯊꯧꯑꯣꯡꯁꯤꯡ ꯑꯣꯞꯇꯤꯃꯥꯏꯖ ꯇꯧꯕ - ꯃꯃꯜ ꯂꯦꯞꯄꯒꯤ ꯊꯧꯑꯣꯡꯁꯤꯡ, ꯍꯥꯏꯕꯗꯤ ꯗꯤꯁꯀꯥꯎꯟꯇ ꯄꯤꯕ ꯅꯠꯇꯔꯒ ꯄꯣꯠꯊꯣꯛ ꯅꯠꯇꯔꯒ ꯁꯔꯚꯤꯁꯁꯤꯡ ꯕꯟꯗꯜ ꯇꯧꯕꯅ ꯕꯤꯖꯤꯅꯦꯁ ꯑꯃꯅ ꯀꯁ꯭ꯇꯃꯔ ꯍꯦꯟꯅ ꯄꯨꯛꯅꯤꯡ ꯆꯤꯡꯁꯤꯟꯕꯗ, ꯌꯣꯟꯕ ꯍꯦꯟꯒꯠꯍꯟꯕꯗ ꯑꯃꯁꯨꯡ ꯑꯔꯣꯏꯕꯗ ꯁꯦꯟꯗꯣꯡ ꯍꯦꯟꯒꯠꯍꯟꯕꯗ ꯃꯇꯦꯡ ꯄꯥꯡꯒꯅꯤ꯫ ꯍꯥꯏ-ꯃꯥꯔꯖꯤꯟ ꯄ꯭ꯔꯗꯛꯇ ꯅꯠꯇꯔꯒ ꯁꯔꯕꯤꯁꯁꯤꯡꯗ ꯃꯤꯠꯌꯦꯡ ꯊꯝꯕ - ꯍꯦꯟꯅ ꯋꯥꯡꯕ ꯄ꯭ꯔꯣꯐꯤꯠ ꯃꯥꯔꯖꯤꯟ ꯄꯨꯊꯣꯛꯄ ꯄ꯭ꯔꯗꯛꯇ ꯅꯠꯇꯔꯒ ꯁꯔꯕꯤꯁꯁꯤꯡꯗ ꯃꯤꯠꯌꯦꯡ ꯊꯝꯗꯨꯅ, ꯕꯤꯖꯤꯅꯦꯁ ꯑꯃꯅ ꯑꯄꯨꯟꯕ ꯌꯣꯟꯕꯒꯤ ꯃꯁꯤꯡ ꯑꯁꯤ ꯑꯃꯒ ꯑꯃꯒ ꯂꯣꯏꯔꯕꯁꯨ ꯃꯈꯣꯏꯒꯤ ꯑꯄꯨꯟꯕ ꯄ꯭ꯔꯣꯐꯤꯠ ꯍꯦꯟꯒꯠꯍꯟꯕ ꯉꯝꯒꯅꯤ꯫ ꯁ꯭ꯇꯔꯦꯇꯦꯖꯤꯁꯤꯡ ꯑꯁꯤꯒꯤ ꯃꯅꯨꯡꯗ ꯑꯃ ꯅꯠꯇꯔꯒ ꯑꯃꯗꯒꯤ ꯍꯦꯟꯕ ꯏꯝꯄ꯭ꯂꯤꯃꯦꯟꯇ ꯇꯧꯗꯨꯅ ꯕꯤꯖꯤꯅꯦꯁ ꯑꯃꯅ ꯃꯈꯣꯏꯒꯤ ꯄ꯭ꯔꯣꯐꯤꯇꯦꯕꯤꯂꯤꯇꯤ ꯐꯒꯠꯍꯟꯅꯕ ꯑꯃꯁꯨꯡ ꯃꯁꯤꯒꯤ ꯄ꯭ꯔꯣꯐꯤꯠ ꯍꯦꯟꯒꯠꯍꯟꯅꯕ ꯊꯕꯛ ꯇꯧꯕ ꯌꯥꯏ꯫ ꯊꯥꯒꯤ ꯑꯣꯏꯅ ꯌꯣꯟꯕꯒꯤ ꯑꯄꯤꯕ ꯗꯦꯇꯥ ꯑꯗꯨ ꯑꯦꯅꯥꯂꯥꯏꯖ ꯇꯧꯕ꯫ ꯄꯤꯔꯤꯕ ꯗꯦꯇꯥꯗ ꯌꯨꯝꯐꯝ ꯑꯣꯏꯔꯒ‌ ꯊꯥ ꯑꯅꯤ ꯅꯥ ꯗꯣꯂꯔ ꯂꯤꯁꯤꯡ ꯑꯅꯤꯒ ꯆꯅꯤꯄꯥꯜ ꯒꯥ ꯂꯣꯏꯅꯅ ꯈ꯭ꯋꯥꯏꯗꯒꯤ ꯌꯥꯝꯅ ꯌꯣꯟꯈꯤ, ꯑꯗꯨꯒ ꯊꯥ ꯑꯍꯨꯝ ꯅꯥ ꯗꯣꯂꯔ ꯂꯤꯁꯤꯜ ꯑꯃꯒ ꯆꯃꯥꯄꯜ ꯒꯥ ꯂꯣꯏꯅꯅ ꯈ꯭ꯋꯥꯏꯗꯒꯤ ꯅꯦꯝꯕ ꯌꯣꯟꯕꯒꯤ ꯆꯥꯡ ꯂꯩꯈꯤ꯫ ꯑꯗꯨꯝ ꯑꯣꯏꯅꯃꯛ, ꯗꯦꯇꯥ ꯑꯁꯤꯅ ꯊꯥ ꯑꯍꯨꯝ ꯒꯤ ꯇ꯭ꯔꯦꯟꯗ ꯈꯛꯇꯃꯛ ꯎꯠꯂꯤ ꯑꯃꯁꯨꯡ ꯗꯦꯇꯥ ꯑꯁꯤ ꯑꯆꯨꯝꯕ ꯃꯑꯣꯡꯗ ꯑꯦꯅꯥꯂꯥꯏꯖ ꯇꯧꯅꯕꯒꯤꯗꯃꯛꯇ ꯊꯥꯒꯤ ꯑꯣꯏꯅ ꯆꯥꯡꯆꯠꯇ ꯌꯣꯟꯕꯒꯤ ꯇ꯭ꯔꯦꯟꯗ ꯑꯗꯨꯒ ꯂꯣꯏꯅꯅ ꯍꯦꯟꯅ ꯁꯥꯡꯅ ꯌꯣꯟꯕ ꯇ꯭ꯔꯦꯟꯗ ꯑꯗꯨ ꯈꯪꯕꯅ ꯍꯦꯟꯅ ꯏꯟꯐꯣꯔꯃꯦꯇꯤꯕ ꯑꯣꯏꯒꯅꯤ꯫